ꯑꯣꯐꯤꯁꯀꯤ ꯁꯤꯟꯃꯤꯁꯤꯡꯅ ꯅꯨꯃꯤꯠ ꯈꯨꯗꯤꯡꯒꯤ ꯇꯧꯒꯗꯕ ꯊꯕꯛ ꯃꯉꯥꯒꯤ ꯂꯤꯁ꯭ꯠ ꯑꯃ ꯁꯦꯝꯕ꯫ ꯈ꯭ꯋꯥꯏꯗꯒꯤ ꯅꯧꯕ ꯏꯟꯐꯣꯔꯃꯦꯁꯟꯒ ꯂꯣꯏꯅꯅ ꯑꯞꯗꯦꯠ ꯑꯣꯏꯅ ꯂꯩꯅꯕ ꯑꯃꯁꯨꯡ ꯃꯔꯨꯞꯁꯤꯡ ꯑꯃꯁꯨꯡ ꯀ꯭ꯂꯥꯏꯑꯦꯟꯇꯁꯤꯡꯒ ꯏꯐꯦꯛꯇꯤꯕ ꯑꯣꯏꯅ ꯄꯥꯎ ꯐꯥꯎꯅꯅꯕ ꯏꯃꯦꯜꯁꯤꯡ ꯆꯥꯡ ꯅꯥꯏꯅ ꯆꯦꯛ ꯇꯧꯕ ꯑꯃꯁꯨꯡ ꯄꯥꯎꯈꯨꯝ ꯄꯤꯕ꯫ ꯇꯤꯝ ꯃꯦꯝꯕꯔꯁꯤꯡꯒ ꯂꯣꯏꯅꯅ ꯅꯤꯡꯊꯤꯅ ꯄꯨꯟꯅ ꯊꯕꯛ ꯇꯧꯃꯤꯟꯅꯅꯕ ꯑꯃꯁꯨꯡ ꯋꯥꯔꯛꯐ꯭ꯂꯣ ꯑꯁꯤ ꯂꯝꯕꯤꯗ ꯊꯝꯅꯕ ꯃꯇꯝ ꯆꯥꯅ ꯁꯦꯗ꯭ꯌꯨꯜ ꯇꯧꯔꯕ ꯃꯤꯐꯝꯁꯤꯡ ꯅꯠꯇ꯭ꯔꯒ ꯚꯤꯗꯤꯑꯣ ꯀꯟꯐꯔꯦꯟꯁꯁꯤꯡꯗ ꯁꯔꯨꯛ ꯌꯥꯕ꯫ ꯇꯨ-ꯗꯨ-ꯂꯤꯁ꯭ꯠ ꯑꯃ ꯁꯦꯝꯗꯨꯅ ꯑꯃꯁꯨꯡ ꯅꯨꯃꯤꯠ ꯑꯗꯨꯒꯤꯗꯃꯛ ꯇꯁꯦꯡꯕ ꯄꯥꯟꯗꯝꯁꯤꯡ ꯊꯝꯗꯨꯅ ꯅꯨꯃꯤꯠ ꯈꯨꯗꯤꯡꯒꯤ ꯇꯧꯒꯗꯕ ꯊꯕꯛꯁꯤꯡꯕꯨ ꯃꯔꯨ ꯑꯣꯏꯅ ꯂꯧꯕ ꯑꯃꯁꯨꯡ ꯏꯐꯤꯁꯤꯌꯦꯟꯇ ꯑꯣꯏꯅ ꯃꯦꯅꯦꯖ ꯇꯧꯕ꯫ ꯅꯨꯡꯉꯥꯏꯅ ꯂꯩꯅꯕ ꯑꯃꯁꯨꯡ ꯔꯤꯆꯥꯔꯖ ꯇꯧꯅꯕ ꯕ꯭ꯔꯦꯛ ꯂꯧꯕ, ꯃꯗꯨꯅ ꯍꯛꯁꯦꯜ ꯐꯕ ꯋꯥꯔꯛ-ꯂꯥꯏꯐ ꯕꯦꯂꯦꯟꯁ ꯑꯃ ꯊꯝꯕ ꯉꯝꯃꯤ꯫ ꯃꯈꯣꯏꯒꯤ ꯋꯥꯔꯛꯁ꯭ꯄꯦꯁ, ꯗꯣꯀ꯭ꯌꯨꯃꯦꯟꯇꯁꯤꯡ ꯑꯃꯁꯨꯡ ꯐꯥꯏꯜꯁꯤꯡ ꯑꯆꯨꯝꯕ ꯃꯑꯣꯡꯗ ꯑꯣꯔꯒꯅꯥꯏꯖ ꯇꯧꯕ, ꯃꯗꯨꯅ ꯃꯔꯝ ꯑꯣꯏꯗꯨꯅ ꯑꯀꯥꯏ-ꯑꯇꯣꯏꯁꯤꯡ ꯂꯩꯍꯟꯗꯅꯕ ꯑꯃꯁꯨꯡ ꯃꯔꯨꯑꯣꯏꯕ ꯏꯟꯐꯣꯔꯃꯦꯁꯟꯁꯤꯡ ꯐꯖꯅ ꯂꯧꯊꯣꯛꯄꯗ ꯂꯥꯏꯊꯣꯛꯍꯟꯕ꯫ ꯀꯣꯕꯤꯗ-ꯅꯥꯏꯟꯇꯤꯟ ꯂꯥꯏꯆꯠ ꯃꯅꯨꯡꯗ ꯁ꯭ꯀꯨꯜꯁꯤꯡꯅ ꯃꯇꯧ ꯀꯔꯝꯅ ꯃꯍꯩꯔꯣꯏꯁꯤꯡꯒꯤ ꯁꯦꯐꯇꯤ ꯐꯒꯠꯍꯟꯒꯅꯤ? ꯀꯣꯕꯤꯗ- ꯅꯥꯏꯟꯇꯤꯟ ꯂꯥꯏꯆꯠ ꯃꯅꯨꯡꯗ ꯃꯍꯩꯔꯣꯏꯁꯤꯡꯒꯤ ꯁꯦꯐꯇꯤ ꯐꯒꯠꯍꯟꯅꯕ ꯁ꯭ꯀꯨꯜꯁꯤꯡꯅ ꯂꯧꯈꯠꯄ ꯌꯥꯕ ꯈꯣꯡꯊꯥꯡ ꯀꯌ ꯂꯩꯔꯤ: ꯁꯣꯁꯤꯑꯦꯜ ꯗꯤꯁꯇꯦꯟꯁꯤꯡꯒꯤ ꯊꯧꯔꯥꯡꯁꯤꯡ ꯄꯥꯏꯈꯠꯄ: ꯃꯍꯩꯔꯣꯏꯁꯤꯡꯒꯤ ꯃꯔꯛꯇ ꯐꯨꯠ ꯇꯔꯨꯛ ꯂꯥꯞꯅ ꯂꯩꯕ ꯃꯑꯣꯡꯗ ꯁ꯭ꯀꯨꯜꯁꯤꯡꯅ ꯀ꯭ꯂꯥꯁꯔꯨꯝꯁꯤꯡ ꯑꯃꯁꯨꯡ ꯀꯃꯟ ꯑꯦꯔꯤꯌꯥꯁꯤꯡ ꯁꯦꯝꯒꯠꯀꯗꯕꯅꯤ꯫ ꯐꯦꯁ ꯃꯥꯁ꯭ꯛ ꯃꯦꯟꯗꯦꯠ ꯇꯧꯕꯥ: ꯁ꯭ꯀꯨꯜꯁꯤꯡꯅ ꯚꯥꯏꯔꯁ ꯁꯟꯗꯣꯔꯛꯄ ꯊꯤꯡꯅꯕ ꯀꯦꯝꯄꯁꯇ ꯂꯩꯔꯤꯉꯩꯗ ꯃꯍꯩꯔꯣꯏꯁꯤꯡ, ꯑꯣꯖꯥꯁꯤꯡ, ꯑꯃꯁꯨꯡ ꯁ꯭ꯇꯥꯐꯁꯤꯡꯅ ꯐꯦꯁ ꯃꯥꯁ꯭ꯛ ꯁꯤꯖꯤꯟꯅꯕ ꯃꯊꯧ ꯇꯥꯏ꯫ ꯍꯦꯟꯗ ꯍꯥꯏꯖꯤꯟ ꯍꯦꯟꯒꯠꯍꯟꯕ: ꯁ꯭ꯀꯨꯜꯁꯤꯡꯅ ꯍꯦꯟꯗ ꯁꯦꯅꯤꯇꯥꯏꯖꯔ ꯁ꯭ꯇꯦꯁꯟꯁꯤꯡ ꯄꯤꯒꯗꯕꯅꯤ ꯑꯃꯁꯨꯡ ꯃꯍꯩꯔꯣꯏꯁꯤꯡ ꯑꯃꯁꯨꯡ ꯁ꯭ꯇꯥꯐꯁꯤꯡꯅ ꯃꯈꯣꯏꯒꯤ ꯈꯨꯠꯁꯥꯁꯤꯡ ꯆꯥꯡ ꯅꯥꯏꯅ ꯁꯦꯡꯗꯣꯛꯅꯕ ꯄꯨꯛꯅꯤꯡ ꯊꯧꯒꯠꯀꯗꯕꯅꯤ꯫ ꯅꯨꯃꯤꯠ ꯈꯨꯗꯤꯡꯒꯤ ꯇꯦꯝꯄꯦꯔꯦꯆꯔ ꯆꯦꯛ ꯑꯃꯁꯨꯡ ꯁꯤꯝꯇꯝ ꯁ꯭ꯀꯔꯤꯅꯤꯡ: ꯁ꯭ꯀꯨꯜꯁꯤꯡꯅ ꯅꯨꯃꯤꯠ ꯈꯨꯗꯤꯡꯒꯤ ꯇꯦꯝꯄꯦꯔꯦꯆꯔ ꯆꯦꯛ ꯇꯧꯒꯗꯕꯅꯤ ꯑꯃꯁꯨꯡ ꯃꯍꯩꯔꯣꯏꯁꯤꯡ ꯑꯃꯁꯨꯡ ꯁ꯭ꯇꯥꯐꯁꯤꯡꯅ ꯕꯤꯜꯗꯤꯡꯗ ꯆꯪꯗ꯭ꯔꯤꯉꯩꯗ ꯂꯥꯏꯑꯣꯡ ꯑꯃꯠꯇ ꯔꯤꯄꯣꯔꯠ ꯇꯧꯕ ꯃꯊꯧ ꯇꯥꯏ꯫ ꯆꯥꯡ ꯅꯥꯏꯅ ꯁꯦꯡꯗꯣꯛꯄ ꯑꯃꯁꯨꯡ ꯗꯤꯁꯏꯟꯐꯦꯛꯁꯟ ꯇꯧꯕ: ꯁ꯭ꯀꯨꯜꯁꯤꯡꯅ ꯃꯈꯣꯏꯒꯤ ꯁꯦꯡꯗꯣꯛꯄꯒꯤ ꯊꯧꯑꯣꯡꯁꯤꯡ ꯍꯦꯟꯒꯠꯍꯟꯒꯗꯕꯅꯤ ꯑꯃꯁꯨꯡ ꯆꯥꯡ ꯅꯥꯏꯅ ꯊꯦꯡꯅꯔꯤꯕ ꯃꯐꯝꯁꯤꯡꯗ ꯆꯥꯡ ꯅꯥꯏꯅ ꯗꯤꯁꯏꯟꯐꯦꯛꯇ ꯇꯧꯒꯗꯕꯅꯤ꯫ ꯑꯆꯧꯕ ꯃꯤꯐꯝꯁꯤꯡ ꯂꯤꯃꯤꯠ ꯇꯧꯕ: ꯁ꯭ꯀꯨꯜꯁꯤꯡꯅ ꯑꯆꯧꯕ ꯃꯤꯐꯝꯁꯤꯡ ꯑꯃꯁꯨꯡ ꯊꯧꯔꯝꯁꯤꯡꯗꯒꯤ ꯂꯥꯞꯅ ꯂꯩꯒꯗꯕꯅꯤ, ꯑꯃꯁꯨꯡ ꯃꯗꯨꯒꯤ ꯃꯍꯨꯠꯇ ꯚꯔꯆꯨꯑꯦꯜ ꯑꯣꯏꯕ ꯊꯧꯔꯝꯁꯤꯡ ꯅꯠꯇ‌꯭ꯔꯒ ꯑꯄꯤꯛꯄ, ꯈꯨꯟꯅꯥꯏꯒ ꯂꯥꯞꯅ ꯂꯩꯕ ꯃꯤꯐꯝꯁꯤꯡ ꯈꯟꯅꯒꯗꯕꯅꯤ꯫ ꯔꯤꯃꯣꯠ ꯂꯔꯅꯤꯡ ꯑꯣꯞꯁꯟꯁꯤꯡ: ꯁ꯭ꯀꯨꯜꯁꯤꯡꯅ ꯑꯟꯗꯔꯂꯥꯏꯟ ꯍꯦꯜꯊ ꯀꯟꯗꯤꯁꯟꯁꯤꯡ ꯂꯩꯕ ꯃꯍꯩꯔꯣꯏꯁꯤꯡ ꯅꯠꯇ‌꯭ꯔꯒ ꯚꯥꯏꯔꯁꯅ ꯁꯣꯛꯍꯜꯂꯕ ꯌꯥꯕ ꯃꯍꯩꯔꯣꯏꯁꯤꯡꯒꯤꯗꯃꯛ ꯔꯤꯃꯣꯠ ꯂꯔꯅꯤꯡ ꯑꯣꯄꯡꯞꯁꯟꯁꯤꯡ ꯄꯤꯒꯗꯕꯅꯤ꯫ ꯃꯌꯦꯛ ꯁꯦꯡꯕ ꯄꯥꯎ ꯐꯥꯎꯗꯣꯛ-ꯐꯥꯎꯖꯤꯟ ꯇꯧꯕ: ꯁ꯭ꯀꯨꯜꯁꯤꯡꯅ ꯃꯃꯥ-ꯃꯄꯥꯁꯤꯡ ꯑꯃꯁꯨꯡ ꯃꯍꯩꯔꯣꯏꯁꯤꯡꯒ ꯂꯣꯏꯅꯅ ꯂꯧꯈꯠꯂꯤꯕ ꯁꯦꯐꯇꯤꯒꯤ ꯊꯧꯔꯥꯡꯁꯤꯡ ꯑꯃꯁꯨꯡ ꯁ꯭ꯀꯨꯜꯒꯤ ꯄꯣꯂꯤꯁꯤꯁꯤꯡꯗ ꯑꯍꯣꯡꯕ ꯑꯃꯍꯦꯛꯇꯒꯤ ꯃꯇꯥꯡꯗ ꯆꯥꯡ ꯅꯥꯏꯅ ꯑꯃꯁꯨꯡ ꯃꯌꯦꯛ ꯁꯦꯡꯅ ꯄꯥꯎ ꯐꯥꯎꯗꯣꯛꯀꯗꯕꯅꯤ꯫ ꯒꯥꯏꯗꯂꯥꯏꯟꯁꯤꯡ ꯑꯁꯤ ꯏꯟꯗꯨꯅ ꯁ꯭ꯀꯨꯜꯁꯤꯡꯅ ꯂꯥꯏꯆꯠ ꯑꯁꯤꯒꯤ ꯃꯅꯨꯡꯗ ꯃꯈꯣꯏꯒꯤ ꯃꯍꯩꯔꯣꯏꯁꯤꯡ, ꯁ꯭ꯇꯥꯐꯁꯤꯡ ꯑꯃꯁꯨꯡ ꯀꯝꯃ꯭ꯌꯨꯅꯤꯇꯤꯒꯤ ꯍꯛꯁꯦꯜ ꯑꯃꯁꯨꯡ ꯁꯦꯐꯇꯤ ꯉꯥꯛꯊꯣꯛꯄꯗ ꯃꯇꯦꯡ ꯄꯥꯡꯕ ꯌꯥꯏ꯫